ꯏꯪ ꯁꯣꯛ ꯂꯤꯁꯤꯡꯑꯃꯥ ꯆꯥꯇ꯭ꯔꯨꯛ ꯍꯨꯝꯐꯨꯃꯉꯥꯗꯥ ꯊꯣꯛꯈꯤꯕꯥ ꯑꯆꯧꯕꯥ ꯄ꯭ꯂꯦꯛꯅꯥ ꯏꯪꯂꯦꯟꯗꯥ ꯄꯥꯟꯈꯤꯕꯥ ꯏꯐꯦꯛꯇ ꯑꯗꯨ ꯐꯣꯡꯗꯣꯛꯄꯤꯌꯨ꯫ ꯏꯪ ꯁꯣꯛ ꯂꯤꯁꯤꯡꯑꯃꯥ ꯆꯥꯇ꯭ꯔꯨꯛ ꯍꯨꯝꯐꯨꯃꯉꯥꯗꯥ ꯊꯣꯛꯈꯤꯕꯥ ꯑꯆꯧꯕꯥ ꯄ꯭ꯂꯦꯛ ꯑꯁꯤ ꯏꯪꯂꯦꯟꯒꯤ ꯄꯨꯋꯥꯔꯤꯗꯥ ꯑꯆꯧꯕꯥ ꯊꯧꯗꯣꯛ ꯑꯃꯥ ꯑꯣꯏꯈꯤ, ꯃꯗꯨꯅꯥ ꯂꯩꯕꯥꯛ ꯑꯁꯤꯕꯨ ꯈꯨꯟꯅꯥꯏꯒꯤ ꯑꯃꯁꯨꯡ ꯁꯦꯜ-ꯊꯨꯝꯒꯤ ꯂꯝꯗꯥ ꯌꯥꯝꯅꯥ ꯁꯣꯛꯍꯟꯈꯤ꯫ ꯂꯟꯗꯟꯒꯤ ꯃꯄꯥꯟꯗꯥ ꯂꯩꯕꯥ ꯁꯦꯟꯇ ꯒꯤꯜꯁ-ꯏꯟ-ꯗꯤ-ꯐꯤꯜꯁꯀꯤ ꯄꯥꯔꯁꯤꯗꯒꯤ ꯍꯧꯔꯛꯄꯅꯤ ꯍꯥꯏꯅꯥ ꯊꯥꯖꯅꯔꯤꯕꯥ ꯂꯥꯏꯆꯠ ꯑꯁꯤ ꯁꯍꯔ ꯄꯨꯝꯕꯗꯥ ꯌꯥꯝꯅꯥ ꯊꯨꯅꯥ ꯁꯟꯗꯣꯛꯈꯤ ꯑꯃꯁꯨꯡ ꯑꯔꯣꯏꯕꯗꯥ ꯂꯩꯕꯥꯛ ꯑꯁꯤꯒꯤ ꯑꯇꯣꯞꯄꯥ ꯃꯐꯝꯁꯤꯡꯗꯥ ꯌꯧꯈꯤ꯫ ꯒ꯭ꯔꯦꯠ ꯄ꯭ꯂꯦꯛꯅꯥ ꯄꯤꯈꯤꯕꯥ ꯈ꯭ꯋꯥꯏꯗꯒꯤ ꯃꯔꯨꯑꯣꯏꯕꯥ ꯏꯝꯄꯦꯛ ꯑꯃꯗꯤ ꯏꯪꯂꯦꯟꯒꯤ ꯁꯣꯁꯤꯑꯦꯜ ꯏꯁꯇ꯭ꯔꯛꯆꯔꯗꯥ ꯑꯣꯏꯈꯤ꯫ ꯃꯤ ꯁꯤꯍꯟꯕꯥ ꯌꯥꯕ ꯂꯥꯏꯅꯥ ꯑꯁꯤꯅꯥ ꯅꯥꯔꯛꯄꯒꯤ ꯑꯀꯤꯕꯥ ꯑꯁꯤꯅꯥ ꯃꯔꯝ ꯑꯣꯏꯗꯨꯅꯥ ꯇ꯭ꯔꯦꯗꯤꯁꯅꯦꯜ ꯁꯣꯁꯤꯑꯦꯜ ꯅꯣꯔꯝꯁꯤꯡ ꯊꯨꯒꯥꯏꯈꯤ꯫ ꯃꯤꯌꯥꯝꯅꯥ ꯑꯃꯒꯥ ꯑꯃꯒꯥ ꯁꯣꯛꯅ-ꯁꯝꯅꯕꯗꯒꯤ ꯂꯥꯞꯅꯥ ꯂꯩꯈꯤ, ꯃꯔꯝ ꯑꯗꯨꯅꯥ ꯏꯃꯨꯡ-ꯃꯅꯨꯡ, ꯃꯔꯨꯞ-ꯃꯄꯥꯡꯁꯤꯡ ꯑꯃꯁꯨꯡ ꯌꯨꯝꯊꯣꯡꯁꯤꯡ ꯇꯣꯉꯥꯟꯅꯥ ꯂꯩꯈꯤ ꯑꯃꯁꯨꯡ ꯂꯟꯗꯟꯒꯤ ꯃꯤꯑꯣꯏ ꯀꯌꯥꯅꯥ ꯂꯥꯏꯆꯠ ꯑꯁꯤꯗꯒꯤ ꯅꯥꯟꯊꯣꯛꯀꯅꯤ ꯍꯥꯏꯕꯒꯤ ꯑꯥꯁꯥ ꯇꯧꯗꯨꯅꯥ ꯈꯨꯡꯒꯪꯁꯤꯡꯗꯥ ꯂꯥꯟꯊꯣꯛꯈꯤ꯫ ꯄꯥꯛ ꯁꯟꯅꯥ ꯋꯥꯈꯜ ꯋꯥꯕꯥ ꯊꯣꯛꯈꯤ ꯑꯃꯁꯨꯡ ꯃꯤꯑꯣꯏ ꯈꯔꯅꯥ ꯑꯔꯥꯟꯕꯥ ꯊꯧꯑꯣꯡ ꯑꯁꯤꯒꯤ ꯀꯥꯟꯅꯕꯥ ꯂꯧꯗꯨꯅꯥ ꯍꯨꯔꯥꯟꯕꯥ ꯑꯃꯁꯨꯡ ꯍꯤꯡꯁꯥ ꯌꯥꯎꯅꯥ ꯀ꯭ꯔꯤꯃꯤꯅꯦꯜ ꯕꯤꯍꯦꯕꯤꯌꯔꯁꯤꯡꯗꯥ ꯌꯥꯎꯈꯤ꯫ ꯁꯦꯟꯃꯤꯠꯂꯣꯟꯒꯤ ꯑꯣꯏꯅꯥ ꯑꯆꯧꯕꯥ ꯄ꯭ꯂꯦꯛꯅꯥ ꯏꯪꯂꯦꯟꯗꯗꯥ ꯌꯥꯝꯅꯥ ꯁꯥꯊꯤꯕꯥ ꯁꯥꯐꯨ ꯑꯃꯥ ꯄꯤꯈꯤ꯫ ꯂꯂꯣꯟ-ꯏꯇꯤꯛ ꯂꯦꯞꯈꯤ, ꯃꯔꯝꯗꯤ ꯂꯂꯣꯟ-ꯏꯇꯤꯛ ꯀꯌꯥ ꯂꯣꯏꯁꯤꯟꯈꯤ ꯅꯠꯇ꯭ꯔꯒꯥ ꯕꯦꯡꯀ꯭ꯔꯞꯁꯤ ꯑꯣꯏꯈꯤ꯫ ꯑꯋꯥꯠꯄꯥ ꯂꯩꯕꯅꯥ ꯃꯔꯝ ꯑꯣꯏꯗꯨꯅꯥ ꯆꯥꯅꯕꯥ ꯑꯃꯁꯨꯡ ꯑꯇꯣꯞꯄꯥ ꯗꯔꯀꯥꯔ ꯑꯣꯏꯕꯁꯤꯡꯒꯤ ꯃꯃꯜ ꯌꯥꯝꯅꯥ ꯍꯦꯟꯒꯠꯂꯛꯈꯤꯑꯃꯁꯨꯡ ꯃꯤꯑꯣꯏ ꯀꯌꯥ ꯊꯕꯛ ꯇꯧꯗꯅꯥ ꯂꯩꯔꯛꯈꯤ, ꯃꯗꯨꯅꯥ ꯃꯔꯝ ꯑꯣꯏꯔꯒꯥ ꯄꯥꯛ ꯁꯟꯅꯥ ꯂꯥꯏꯔꯕꯥ ꯊꯣꯛꯍꯟꯈꯤ꯫ ꯑꯆꯧꯕꯥ ꯄ꯭ꯂꯦꯛ ꯑꯁꯤꯅꯥ ꯊꯕꯛ ꯇꯧꯔꯤꯕꯥ ꯃꯤꯁꯤꯡꯒꯤ ꯃꯔꯛꯇꯥ ꯌꯥꯝꯅꯥ ꯆꯥꯎꯅꯥ ꯄꯨꯟꯁꯤ ꯃꯥꯡꯈꯤꯕꯁꯨ ꯌꯥꯏ, ꯃꯗꯨꯅꯥ ꯃꯔꯝ ꯑꯣꯏꯗꯨꯅꯥ ꯁꯤꯟꯃꯤꯁꯤꯡꯒꯤ ꯑꯋꯥꯠꯄꯥ ꯂꯩꯈꯤ ꯑꯃꯁꯨꯡ ꯁꯦꯟꯊꯪ ꯍꯦꯟꯒꯠꯂꯛꯈꯤ꯫ ꯃꯁꯤꯅꯥ ꯁꯣꯁꯤꯑꯦꯜ ꯃꯣꯕꯤꯂꯤꯇꯤ ꯍꯦꯟꯒꯠꯍꯟꯕꯒꯤ ꯏꯐꯦꯛ ꯂꯩꯈꯤ, ꯃꯔꯝꯗꯤ ꯂꯣꯏꯔꯕꯥ ꯀ꯭ꯂꯥꯁꯀꯤ ꯃꯤꯑꯣꯏꯁꯤꯡꯅꯥ ꯍꯦꯟꯅꯥ ꯋꯥꯡꯕꯥ ꯁꯦꯟꯊꯪ ꯑꯃꯁꯨꯡ ꯍꯦꯟꯅꯥ ꯐꯕꯥ ꯊꯕꯛ ꯇꯧꯕꯒꯤ ꯐꯤꯚꯝꯁꯤꯡ ꯗꯤꯃꯥꯟꯗ ꯇꯧꯕꯥ ꯌꯥꯏ꯫ ꯑꯗꯨꯝ ꯑꯣꯏꯅꯃꯛ, ꯄ꯭ꯂꯦꯛꯀꯤ ꯏꯐꯦꯛꯁꯤꯡꯗꯒꯤ ꯏꯀꯣꯅꯣꯃꯤ ꯃꯄꯨꯡ ꯐꯥꯅꯥ ꯐꯒꯠꯂꯛꯄꯒꯤ ꯆꯍꯤ ꯀꯌꯥ ꯁꯨꯔꯛꯄꯅꯤ꯫ ꯈꯪꯖꯤꯟꯒꯗꯕꯥ ꯑꯃꯅꯥ, ꯏꯪ ꯁꯣꯛ ꯂꯤꯁꯤꯡꯑꯃꯥ ꯆꯥꯇ꯭ꯔꯨꯛ ꯍꯨꯝꯐꯨꯃꯉꯥꯗꯥ ꯊꯣꯛꯈꯤꯕꯥ ꯑꯆꯧꯕꯥ ꯄ꯭ꯂꯦꯛꯅꯥ ꯏꯪꯂꯦꯟꯗꯥ ꯌꯥꯝꯅꯥ ꯁꯥꯊꯤꯅꯥ ꯁꯣꯛꯍꯟꯈꯤ, ꯃꯗꯨꯅꯥ ꯃꯔꯝ ꯑꯣꯏꯔꯒꯥ ꯂꯩꯕꯥꯛ ꯑꯁꯤꯒꯤ ꯈꯨꯟꯅꯥꯏꯒꯤ ꯑꯃꯁꯨꯡ ꯁꯦꯜ-ꯊꯨꯝꯒꯤ ꯐꯤꯚꯝꯗꯥ ꯑꯆꯧꯕꯥ ꯑꯀꯥꯏꯕꯥ ꯑꯃꯥ ꯊꯣꯛꯍꯟꯈꯤ꯫ ꯂꯥꯏꯆꯠ ꯑꯁꯤꯅꯥ ꯄꯥꯛ ꯁꯟꯅꯥ ꯋꯥꯈꯜ ꯋꯥꯕꯥ ꯊꯣꯛꯍꯟꯈꯤ ꯑꯃꯁꯨꯡ ꯃꯁꯤꯅꯥ ꯃꯔꯝ ꯑꯣꯏꯗꯨꯅꯥ ꯄꯨꯟꯁꯤ ꯃꯥꯡꯈꯤꯕꯥ ꯑꯃꯁꯨꯡ ꯁꯦꯟꯃꯤꯠꯂꯣꯟꯒꯤ ꯑꯋꯥꯕꯥ ꯀꯌꯥ ꯊꯣꯛꯍꯟꯈꯤ, ꯑꯗꯨꯕꯨ ꯃꯁꯤꯅꯥ ꯁꯣꯁꯤꯑꯦꯜ ꯃꯣꯕꯤꯂꯤꯇꯤ ꯍꯦꯟꯒꯠꯂꯛꯄꯒꯨꯝꯕꯥ ꯃꯇꯝ ꯁꯥꯡꯅꯥ ꯆꯠꯀꯗꯕꯥ ꯏꯐꯦꯛꯇ ꯈꯔꯁꯨ ꯂꯩꯈꯤ꯫ ꯑꯄꯤꯀꯄꯥ ꯕꯤꯖꯤꯅꯦꯁꯁꯤꯡꯅꯥ ꯊꯦꯡꯅꯔꯤꯕꯥ ꯈ꯭ꯋꯥꯏꯗꯒꯤ ꯀꯃꯟ ꯑꯣꯏꯕꯥ ꯁꯃꯁ꯭ꯌꯥ ꯑꯍꯨꯝ ꯄꯟꯕꯤꯌꯨ꯫ ꯀꯦꯁ ꯏꯟꯐ꯭ꯂꯣ ꯑꯃꯁꯨꯡ ꯑꯥꯎꯠꯐ꯭ꯂꯣ ꯃꯦꯅꯦꯖ ꯇꯧꯕꯥ ꯑꯁꯤ ꯑꯄꯤꯛꯄꯥ ꯕꯤꯖꯤꯅꯦꯁ ꯑꯣꯅꯔꯁꯤꯡꯒꯤꯗꯃꯛꯇꯥ ꯁꯤꯡꯅꯕꯥ ꯑꯃꯥ ꯑꯣꯏꯕꯥ ꯌꯥꯏ ꯃꯔꯝꯗꯤ ꯃꯈꯣꯏꯅꯥ ꯊꯕꯛ ꯇꯧꯅꯕꯥ ꯐꯟ ꯌꯥꯝꯅꯥ ꯅꯦꯝꯃꯤ꯫ ꯑꯄꯤꯛꯄꯥ ꯕꯤꯖꯤꯅꯦꯁꯁꯤꯡꯅꯥ ꯑꯌꯥꯝꯕꯅꯥ ꯃꯈꯣꯏꯒꯤ ꯏꯟꯗꯁꯇ꯭ꯔꯤꯗꯥ ꯑꯆꯧꯕꯥ, ꯂꯤꯡꯈꯠꯂꯛꯂꯤꯕꯥ ꯕꯤꯖꯤꯅꯦꯁꯁꯤꯡꯗꯒꯤ ꯑꯀꯟꯕꯥ ꯀꯝꯄꯤꯇꯤꯁꯟ ꯊꯦꯡꯅꯩ꯫ ꯃꯈꯣꯏꯅꯥ ꯃꯈꯣꯏ ꯃꯁꯥꯕꯨ ꯈꯦꯠꯅꯍꯟꯅꯕꯥ ꯄꯥꯝꯕꯩ ꯑꯃꯥ ꯊꯤꯒꯗꯕꯅꯤ ꯑꯃꯁꯨꯡ ꯀꯝꯄꯤꯇꯤꯇꯤꯞ ꯑꯣꯏꯅꯥ ꯂꯩꯅꯕꯒꯤꯗꯃꯛ ꯑꯈꯟꯅꯕꯥ ꯄꯣꯠꯊꯣꯛꯁꯤꯡ ꯅꯠꯇ꯭ꯔꯒꯥ ꯁꯔꯕꯤꯁꯁꯤꯡ ꯄꯤꯒꯗꯕꯅꯤ꯫ ꯑꯄꯤꯛꯄꯥ ꯕꯤꯖꯤꯅꯦꯁꯁꯤꯡꯅꯥ ꯑꯌꯥꯝꯕꯅꯥ ꯃꯥꯔꯀꯦꯇꯤꯡ ꯑꯃꯁꯨꯡ ꯑꯅꯧꯕꯥ ꯀꯁꯇꯃꯔꯁꯤꯡ ꯄꯨꯛꯅꯤꯡ ꯆꯤꯡꯁꯤꯟꯕꯗꯥ ꯑꯋꯥꯕꯥ ꯃꯥꯌꯣꯛꯅꯔꯤ꯫ ꯃꯁꯤꯒꯤ ꯃꯊꯛꯇꯥ, ꯍꯧꯖꯤꯛ ꯂꯩꯔꯤꯕꯥ ꯀꯁꯇ꯭ꯃꯔꯁꯤꯡꯕꯨ ꯅꯨꯡꯉꯥꯏꯕꯥ ꯑꯃꯁꯨꯡ ꯊꯥꯖꯕꯥ ꯊꯝꯕꯥ ꯑꯁꯤꯁꯨ ꯁꯤꯡꯅꯕꯥ ꯑꯃꯥ ꯑꯣꯏꯕꯥ ꯌꯥꯏ, ꯃꯔꯝꯗꯤ ꯃꯈꯣꯏꯅꯥ ꯂꯦꯞꯇꯅꯥ ꯑꯈꯟꯅꯕꯥ ꯁꯔꯚꯤꯁ ꯑꯃꯁꯨꯡ ꯄꯣꯠꯊꯣꯛꯁꯤꯡ ꯄꯤꯒꯗꯕꯅꯤ꯫